ꯕꯤꯖꯤꯅꯦꯁ ꯄ꯭ꯂꯥꯟ ꯑꯃꯒꯤ ꯃꯔꯨꯑꯣꯏꯕ ꯀꯝꯄꯣꯅꯦꯟꯇꯁꯤꯡ ꯑꯗꯨ ꯐꯣꯡꯗꯣꯛꯄ꯫ ꯕꯤꯖꯤꯅꯦꯁ ꯄ꯭ꯂꯥꯟ ꯍꯥꯏꯕꯁꯤ ꯕꯤꯖꯤꯅꯦꯁ ꯑꯃꯒꯤ ꯃꯑꯣꯡ ꯃꯇꯧ, ꯃꯁꯤꯒꯤ ꯄꯥꯟꯗꯝꯁꯤꯡ, ꯇꯥꯔꯒꯦꯠ ꯃꯥꯔꯀꯦꯠ ꯑꯃꯁꯨꯡ ꯃꯥꯔꯀꯦꯠꯁꯤꯡ, ꯑꯃꯁꯨꯡ ꯃꯁꯤꯒꯤ ꯐꯥꯏꯅꯥꯟꯁꯤꯑꯦꯜ ꯄ꯭ꯞꯔꯣꯖꯦꯛꯁꯟꯁꯤꯡꯒꯤ ꯑꯀꯨꯞꯄ ꯃꯔꯣꯜꯁꯤꯡ ꯐꯣꯡꯗꯣꯛꯂꯤꯕ ꯑꯏꯕ ꯗꯣꯀꯨꯃꯦꯟꯇ ꯑꯃꯅꯤ꯫ ꯃꯈꯥꯗ ꯄꯤꯔꯤꯕꯁꯤ ꯕꯤꯖꯤꯅꯦꯁ ꯄ꯭ꯂꯥꯟ ꯑꯃꯒꯤ ꯃꯔꯨꯑꯣꯏꯕ ꯀꯝꯄꯣꯅꯦꯟꯇꯁꯤꯡꯅꯤ: ꯑꯦꯛꯖꯤꯛꯌꯨꯇꯤꯚ ꯁꯝꯃꯔꯤ: ꯃꯁꯤ ꯕꯤꯖꯅꯦꯁ ꯄ꯭ꯂꯥꯟꯒꯤ ꯃꯔꯨꯑꯣꯏꯕ ꯄꯣꯏꯟꯇꯁꯤꯡꯒꯤ ꯁꯝꯖꯤꯟꯅꯐꯝ ꯑꯃꯅꯤ, ꯃꯁꯤꯅ ꯀꯝꯄꯦꯅꯤ, ꯃꯁꯤꯒꯤ ꯄꯥꯟꯗꯝꯁꯤꯡ ꯑꯃꯁꯨꯡ ꯑꯣꯄꯔꯦꯁꯟꯁꯤꯡꯒꯤ ꯄ꯭ꯂꯥꯟꯒꯤ ꯃꯇꯥꯡꯗ ꯑꯣꯚꯔꯚꯤꯌꯨ ꯑꯃꯥ ꯄꯤꯔꯤ꯫ ꯀꯝꯄꯦꯅꯤꯒꯤ ꯃꯁꯛ ꯈꯪꯗꯣꯛꯄ: ꯁꯦꯛꯁꯟ ꯑꯁꯤꯅ ꯕꯤꯖꯤꯅꯦꯁꯀꯤ ꯑꯀꯨꯞꯄ ꯃꯔꯣꯜ ꯑꯃ ꯄꯤꯔꯤ, ꯃꯁꯤꯗ ꯃꯁꯤꯒꯤ ꯑꯥꯏꯟꯒꯤ ꯑꯣꯏꯕ ꯁꯇ꯭ꯔꯛꯆꯔ, ꯃꯦꯅꯦꯖꯃꯦꯟꯇ ꯇꯤꯝ, ꯄꯣꯠꯊꯣꯛ ꯑꯃꯁꯨꯡ ꯁꯔꯚꯤꯁꯁꯤꯡ, ꯑꯃꯁꯨꯡ ꯍꯧꯖꯤꯛ ꯂꯩꯔꯤꯕ ꯗꯤꯚꯦꯂꯞꯃꯦꯟꯇꯒꯤ ꯁ꯭ꯇꯦꯖ ꯑꯁꯤ ꯌꯥꯎꯏ꯫ ꯃꯥꯔꯀꯦꯠ ꯑꯦꯅꯥꯂꯥꯏꯁꯤꯁ: ꯁꯦꯛꯁꯟ ꯑꯁꯤꯅ ꯃꯥꯔꯀꯦꯠꯀꯤ ꯇ꯭ꯔꯦꯗꯁꯤꯡ, ꯀꯁ꯭ꯇꯃꯔꯁꯤꯡꯒꯤ ꯃꯊꯧ ꯇꯥꯕꯁꯤꯡ ꯑꯃꯁꯨꯡ ꯄꯦꯁꯟꯗꯁꯤꯡ, ꯑꯃꯁꯨꯡ ꯀꯝꯄꯤꯇꯤꯇꯤꯕ ꯂꯦꯟꯗꯁ꯭ꯀꯦꯞ ꯌꯥꯎꯅꯥ ꯕꯤꯖꯤꯅꯦꯁꯀꯤꯗꯃꯛꯇꯥ ꯏꯟꯗꯁꯇꯔꯤꯁꯤꯡ ꯑꯃꯁꯨꯡ ꯇꯥꯔꯒꯦꯠ ꯃꯥꯔꯀꯦꯠ ꯑꯗꯨ ꯇꯥꯛꯂꯤ꯫ ꯃꯄꯨꯡꯐꯥꯕ ꯃꯥꯔꯀꯦꯠ ꯑꯦꯅꯥꯂꯥꯏꯁꯤꯁ ꯑꯃꯗ ꯃꯥꯔꯀꯦꯠ ꯁꯥꯏꯖ, ꯃꯔꯨꯑꯣꯏꯕꯥ ꯇ꯭ꯔꯦꯗꯁꯤꯡ, ꯒ꯭ꯔꯣꯊ ꯐꯣꯔꯀꯥꯁ꯭ꯇꯁꯤꯡ ꯑꯃꯁꯨꯡ ꯀꯁ꯭ꯇꯃꯔꯁꯤꯡꯒꯤ ꯌꯣꯟꯕꯒꯤ ꯂꯝꯆꯠ-ꯁꯥꯖꯠꯀꯨꯝꯕꯥ ꯏꯟꯐꯣꯔꯃꯦꯁꯟꯁꯤꯡ ꯌꯥꯎꯕ ꯌꯥꯏ꯫ ꯃꯥꯔꯀꯦꯇꯤꯡ ꯑꯃꯁꯨꯡ ꯁꯦꯜꯁ ꯁ꯭ꯠꯔꯦꯇꯦꯖꯤ: ꯁꯦꯛꯁꯟ ꯑꯁꯤꯅꯥ ꯕꯤꯖꯤꯅꯦꯁ ꯑꯗꯨꯅꯥ ꯃꯁꯥꯒꯤ ꯇꯥꯔꯒꯦꯠ ꯃꯥꯔꯀꯦꯠꯇꯥ ꯌꯧꯅꯕꯥ ꯑꯃꯁꯨꯡ ꯃꯁꯤꯒꯤ ꯄꯣꯠꯊꯣꯛꯁꯤꯡ ꯅꯠꯔꯒꯥ ꯁꯔꯚꯤꯁꯁꯤꯡ ꯄ꯭ꯔꯃꯣꯠ ꯇꯧꯅꯕꯥ ꯊꯧꯔꯥꯡ ꯇꯧꯔꯤꯕꯥ ꯃꯑꯣꯡꯁꯤꯡ ꯑꯗꯨ ꯇꯥꯛꯂꯤ꯫ ꯃꯁꯤꯗꯥ ꯃꯃꯜ ꯂꯦꯞꯄꯒꯤ ꯊꯧꯑꯣꯡꯁꯤꯡ, ꯌꯦꯟꯊꯣꯛꯄꯒꯤ ꯆꯦꯅꯦꯜꯁꯤꯡ ꯑꯃꯁꯨꯡ ꯄ꯭ꯞꯔꯃꯣꯁꯟꯒꯤ ꯊꯕꯛ ꯊꯧꯔꯝꯁꯤꯡꯒꯤ ꯑꯀꯨꯞꯄꯥ ꯃꯔꯣꯜꯁꯤꯡ ꯌꯥꯎꯔꯤ꯫ ꯑꯣꯄꯔꯦꯁꯟꯁꯤꯡꯒꯤ ꯄ꯭ꯂꯥꯟ: ꯁꯦꯛꯁꯟ ꯑꯁꯤꯅ ꯕꯤꯖꯤꯅꯦꯁꯀꯤ ꯑꯣꯄꯔꯦꯁꯅꯦꯜ ꯑꯦꯛꯇꯤꯚꯤꯇꯤꯁꯤꯡ ꯑꯗꯨ ꯈꯪꯍꯜꯂꯤ, ꯃꯗꯨꯒꯤ ꯃꯅꯨꯡꯗꯥ ꯃꯁꯤꯅꯥ ꯃꯁꯤꯒꯤ ꯔꯤꯁꯣꯔꯁꯁꯤꯡ ꯑꯁꯤ ꯀꯔꯝꯅꯥ ꯃꯦꯅꯦꯖ ꯇꯧꯒꯅꯤ, ꯑꯣꯔꯗꯔꯁꯤꯡ ꯃꯄꯨꯡ ꯐꯥꯍꯟꯒꯅꯤ ꯑꯃꯁꯨꯡ ꯀꯁ꯭ꯇꯃꯔꯁꯤꯡꯒꯤ ꯊꯥꯖꯕꯥ ꯁꯣꯏꯗꯅꯥ ꯂꯩꯍꯟꯒꯅꯤ ꯫ ꯃꯁꯤꯗꯥ ꯃꯔꯨꯑꯣꯏꯕꯥ ꯁꯞꯄ꯭ꯂꯥꯏꯌꯔꯁꯤꯡ, ꯏꯟꯚꯦꯟꯇꯔꯤ ꯃꯦꯅꯦꯖꯃꯦꯟꯇ ꯑꯃꯁꯨꯡ ꯐꯦꯁꯤꯂꯤꯇꯤꯁꯤꯡꯒꯤ ꯃꯇꯥꯡꯗꯁꯨ ꯏꯟꯐꯣꯔꯃꯦꯁꯟꯁꯨ ꯌꯥꯎꯍꯟꯒꯗꯕꯅꯤ꯫ ꯐꯥꯏꯅꯥꯟꯁꯤꯑꯦꯜ ꯄ꯭ꯞꯔꯣꯖꯦꯛꯁꯟꯗꯁꯤꯡ: ꯁꯦꯛꯁꯟ ꯑꯁꯤꯅꯥ ꯄ꯭ꯞꯔꯣꯖꯦꯛ ꯇꯧꯔꯕꯥ ꯏꯟꯀꯝ ꯁ꯭ꯇꯦꯠꯃꯦꯟꯇꯁꯤꯡ, ꯕꯦꯂꯦꯟꯁ ꯁꯤꯠꯁꯤꯡ, ꯑꯃꯁꯨꯡ ꯀꯦꯁ ꯐ꯭ꯂꯣ ꯁ꯭ꯇꯦꯠꯃꯦꯟꯇꯁꯤꯡ ꯌꯥꯎꯅꯥ ꯕꯤꯖꯤꯅꯦꯁꯀꯤ ꯐꯥꯏꯅꯥꯟꯁꯤꯑꯦꯜ ꯄ꯭ꯞꯔꯣꯖꯦꯛꯁꯟꯁꯤꯡꯒꯤ ꯑꯣꯚꯔꯚꯤꯌꯨ ꯑꯃꯥ ꯄꯤꯔꯤ꯫ ꯃꯁꯤꯗꯥ ꯃꯊꯧ ꯇꯥꯕꯥ ꯐꯟꯗ ꯑꯃꯍꯦꯛꯇꯒꯤ ꯃꯇꯥꯡꯗꯥ ꯑꯃꯁꯨꯡ ꯃꯁꯤ ꯀꯔꯝꯅꯥ ꯐꯪꯒꯅꯤ ꯍꯥꯏꯕꯒꯤ ꯑꯀꯨꯞꯄꯥ ꯃꯔꯣꯜꯁꯤꯡꯁꯨ ꯌꯥꯎꯍꯟꯒꯗꯕꯅꯤ꯫ ꯑꯦꯄꯦꯟꯗꯤꯛꯁꯁꯤꯡ: ꯁꯦꯛꯁꯟ ꯑꯁꯤꯅꯥ ꯃꯥꯔꯀꯦꯠ ꯔꯤꯆꯔꯆ ꯗꯦꯇꯥ ꯅꯠꯠꯔꯒꯥ ꯂꯤꯒꯦꯜ ꯗꯣꯛꯌꯨꯃꯦꯟꯇꯁꯤꯡꯒꯨꯝꯕꯥ ꯕꯤꯖꯤꯅꯦꯁ ꯄ꯭ꯂꯥꯟ ꯑꯁꯤꯕꯨ ꯁꯄꯣꯔꯠ ꯇꯧꯕꯥ ꯑꯍꯦꯟꯕꯥ ꯏꯟꯐꯣꯔꯃꯦꯁꯟ ꯅꯠꯠꯔꯒꯥ ꯗꯣꯛꯌꯨꯃꯦꯟꯇꯦꯁꯟ ꯑꯃꯍꯦꯛꯇꯕꯨ ꯌꯥꯎꯍꯟꯕꯥ ꯌꯥꯏ꯫ ꯑꯄꯨꯟꯕꯥ ꯑꯣꯏꯅꯥ, ꯑꯀꯟꯕꯥ ꯕꯤꯖꯤꯅꯦꯁ ꯄ꯭ꯂꯥꯟ ꯑꯃꯅꯥ ꯕꯤꯖꯤꯅꯦꯁꯀꯤ ꯋꯥꯔꯦꯄꯁꯤꯡꯗꯥ ꯂꯝꯖꯤꯡꯕꯗꯥ ꯃꯇꯦꯡ ꯄꯥꯡꯏ, ꯚꯦꯟꯆꯔ ꯑꯁꯤꯒꯤ ꯑꯣꯏꯊꯣꯛꯄꯥ ꯌꯥꯕꯁꯤꯡꯒꯤ ꯃꯇꯥꯡꯗꯥ ꯋꯥꯈꯜ ꯈꯟꯕꯥ ꯉꯝꯍꯜꯂꯤ ꯑꯃꯁꯨꯡ ꯐꯟꯗ ꯅꯠꯠꯔꯒꯥ ꯄꯥꯔꯇꯅꯔꯁꯤꯞꯁꯤꯡ ꯐꯪꯕꯗꯥ ꯁꯤꯖꯤꯟꯅꯕꯥ ꯌꯥꯏ꯫